ꯏꯐꯦꯛꯇꯤꯞ ꯑꯣꯏꯕꯥ ꯃꯇꯝ ꯂꯦꯞꯄꯒꯤ ꯏꯁꯇ꯭ꯔꯦꯇꯦꯖꯤ ꯑꯃꯥ ꯁꯦꯝꯃꯨ꯫ ꯄꯔꯁꯣꯅꯦꯜ ꯑꯃꯁꯨꯡ ꯄ꯭ꯔꯣꯐꯦꯁꯅꯦꯜꯒꯤ ꯄꯥꯟꯗꯝꯁꯤꯡ ꯐꯪꯅꯕꯥ, ꯏꯁꯇ꯭ꯔꯦꯁ ꯍꯟꯊꯍꯟꯅꯕꯥ ꯑꯃꯁꯨꯡ ꯄ꯭ꯔꯗꯛꯇꯤꯕꯤꯇꯤ ꯍꯦꯟꯒꯠꯍꯟꯅꯕꯥ ꯏꯐꯦꯛꯇꯤꯕ ꯇꯥꯏꯝ ꯃꯦꯅꯦꯖꯃꯦꯟꯇ ꯑꯁꯤ ꯌꯨꯝꯅꯥ ꯃꯔꯨꯑꯣꯏ꯫ ꯃꯇꯝ ꯂꯦꯞꯄꯗꯥ ꯃꯇꯦꯡ ꯄꯥꯡꯅꯕꯥ ꯏꯁꯇ꯭ꯔꯦꯇꯦꯖꯤ ꯈꯔꯗꯤ ꯃꯈꯥꯗꯥ ꯄꯤꯔꯤ: ꯃꯌꯦꯛ ꯁꯦꯡꯕꯥ ꯄꯥꯟꯗꯝꯁꯤꯡ ꯊꯝꯃꯨ: ꯅꯍꯥꯛꯀꯤ ꯑꯇꯦꯟꯕꯥ ꯑꯃꯁꯨꯡ ꯑꯁꯥꯡꯕꯥ ꯃꯇꯝꯒꯤ ꯄꯥꯟꯗꯝꯁꯤꯡ ꯑꯗꯨ ꯂꯦꯞꯊꯣꯛꯇꯨꯅꯥ ꯍꯧꯒꯠꯂꯨ ꯑꯃꯁꯨꯡ ꯃꯈꯣꯏꯕꯨ ꯐꯪꯕꯥ ꯉꯝꯕꯥ ꯊꯕꯛꯁꯤꯡꯗꯥ ꯈꯥꯏꯗꯣꯛꯎ꯫ ꯊꯕꯛꯁꯤꯡꯗꯥ ꯃꯔꯨ ꯑꯣꯏꯕꯥ ꯄꯤꯌꯨ: ꯃꯔꯨꯑꯣꯏꯕꯥ ꯑꯃꯁꯨꯡ ꯈꯨꯗꯛꯀꯤ ꯑꯣꯏꯕꯥ ꯊꯕꯛꯁꯤꯡꯗꯥ ꯌꯨꯝꯐꯝ ꯑꯣꯏꯔꯒꯥ ꯅꯍꯥꯛꯀꯤ ꯊꯕꯛꯁꯤꯡ ꯑꯗꯨ ꯔꯦꯡ ꯇꯧꯕꯤꯌꯨ ꯑꯃꯁꯨꯡ ꯑꯍꯥꯟꯕꯗꯥ ꯈ꯭ꯋꯥꯏꯗꯒꯤ ꯃꯔꯨ ꯑꯣꯏꯕꯥ ꯊꯕꯛꯁꯤꯡꯗꯥ ꯃꯤꯠꯌꯦꯡ ꯆꯪꯕꯤꯌꯨ꯫ ꯃꯇꯦꯡ ꯑꯣꯏꯕꯥ ꯇꯦꯛꯅꯤꯛ ꯑꯃꯗꯤ ꯑꯥꯏꯁꯦꯟꯍꯥꯎ ꯃꯦꯇ꯭ꯔꯤꯛ ꯁꯤꯖꯤꯟꯅꯩ, ꯃꯁꯤꯅꯥ ꯊꯕꯛꯁꯤꯡ ꯑꯁꯤ ꯀꯦꯇꯦꯒꯣꯔꯤ ꯃꯔꯤꯗꯥ ꯈꯥꯏꯗꯣꯀꯏ: ꯈꯨꯗꯛꯀꯤ ꯑꯣꯏꯕꯥ ꯑꯃꯁꯨꯡ ꯃꯔꯨꯑꯣꯏꯕꯥ, ꯃꯔꯨꯑꯣꯏꯕꯥ ꯑꯗꯨꯕꯨ ꯈꯨꯗꯛꯀꯤ ꯑꯣꯏꯕꯥ ꯅꯠꯇꯦ, ꯈꯨꯗꯛꯀꯤ ꯑꯣꯏꯕꯥ ꯑꯗꯨꯕꯨ ꯃꯔꯨꯑꯣꯏꯕꯥ ꯅꯠꯇꯦ, ꯑꯃꯁꯨꯡ ꯈꯨꯗꯛꯀꯤ ꯑꯣꯏꯕꯥ ꯅꯠꯔꯒꯥ ꯃꯔꯨꯑꯣꯏꯕꯥ ꯅꯠꯇꯦ꯫ ꯅꯍꯥꯛꯀꯤ ꯃꯇꯝ ꯄ꯭ꯂꯥꯟ ꯇꯧꯕꯥ: ꯁꯦꯗ꯭ꯌꯨꯜ ꯑꯃꯥ ꯁꯦꯝꯃꯨ ꯑꯃꯁꯨꯡ ꯊꯕꯛ ꯈꯨꯗꯤꯡꯃꯛꯀꯤ ꯑꯀꯛꯅꯕꯥ ꯃꯇꯝ ꯁ꯭ꯂꯣꯠꯁꯤꯡ ꯑꯦꯂꯣꯀꯦꯠ ꯇꯧ꯫ ꯃꯤꯠꯌꯦꯡ ꯊꯝꯗꯕꯁꯤꯡꯗꯒꯤ ꯂꯥꯞꯅꯥ ꯂꯩꯌꯨ: ꯁꯣꯁꯤꯑꯦꯜ ꯃꯤꯗꯤꯌꯥ ꯆꯦꯛ ꯇꯧꯕꯥ, ꯅꯟ-ꯑꯔꯖꯦꯟꯇ ꯃꯦꯁꯦꯖꯁꯤꯡꯒꯤ ꯄꯥꯎꯈꯨꯝ ꯄꯤꯕꯥ, ꯅꯠꯇ꯭ꯔꯒꯥ ꯏꯟꯇꯔꯅꯦꯠ ꯕ꯭ꯔꯥꯎꯖ ꯇꯧꯕꯒꯨꯝꯕꯥ ꯗꯤꯁꯀ꯭ꯔꯤꯕ꯭ꯌꯨꯁꯟꯁꯤꯡ ꯈꯪꯗꯣꯛꯄꯥ ꯑꯃꯁꯨꯡ ꯂꯧꯊꯣꯛꯀꯗꯕꯅꯤ꯫ ꯀꯔꯤꯒꯨꯝꯕꯥ ꯌꯥꯕꯥ ꯇꯥꯔꯕꯗꯤ, ꯅꯍꯥꯛꯀꯤ ꯋꯥꯛꯂꯣꯠ ꯍꯟꯊꯍꯟꯕꯗꯥ ꯃꯇꯦꯡ ꯄꯥꯡꯅꯕꯥ ꯑꯃꯁꯨꯡ ꯍꯦꯟꯅꯥ ꯃꯔꯨꯑꯣꯏꯕꯥ ꯊꯕꯛꯁꯤꯡꯒꯤꯗꯃꯛ ꯃꯇꯝ ꯄꯤꯅꯕꯥ ꯊꯕꯛꯁꯤꯡ ꯑꯇꯣꯞꯄꯁꯤꯡꯗꯥ ꯗꯦꯂꯤꯒꯦꯠ ꯇꯧꯕꯤꯎ꯫ ꯕ꯭ꯔꯦꯛ ꯇꯧꯕꯥ: ꯆꯥꯡ ꯅꯥꯏꯅꯥ ꯕ꯭ꯔꯦꯛ ꯂꯧꯕꯅꯥ ꯃꯤꯠꯌꯦꯡ ꯆꯪꯕꯥ ꯑꯃꯁꯨꯡ ꯄꯣꯠꯊꯣꯛ ꯄꯨꯊꯣꯛꯄꯥ ꯍꯦꯟꯅꯒꯠꯍꯟꯕꯗꯥ ꯃꯇꯦꯡ ꯄꯥꯡꯕꯥ ꯉꯝꯒꯅꯤ꯫ ꯊꯕꯛꯁꯤꯡꯒꯤ ꯃꯔꯛꯇꯥ ꯑꯇꯦꯟꯕꯥ ꯃꯇꯝꯒꯤ ꯕ꯭ꯔꯦꯛꯁꯤꯡ ꯊꯝꯅꯕꯥ ꯄꯥꯟꯗꯝ ꯊꯝꯃꯨ ꯑꯃꯁꯨꯡ ꯑꯆꯧꯕꯥ ꯄ꯭ꯔꯣꯖꯦꯛꯇ ꯑꯃꯥ ꯂꯣꯏꯔꯕꯥ ꯃꯇꯨꯡꯗꯥ ꯍꯦꯟꯅꯥ ꯁꯥꯡꯅꯥ ꯕ꯭ꯔꯦꯛ ꯂꯧꯅꯕꯥ ꯄꯥꯟꯗꯝ ꯊꯝꯃꯨ꯫ ꯈꯨꯠꯂꯥꯏꯁꯤꯡ ꯁꯤꯖꯤꯟꯅꯧ: ꯀꯦꯂꯦꯟꯗꯔ, ꯇꯧꯒꯗꯕꯥ ꯊꯕꯛꯁꯤꯡ ꯑꯃꯁꯨꯡ ꯇꯥꯏꯃꯔꯒꯨꯝꯕꯥ ꯃꯇꯝ ꯂꯦꯞꯄꯒꯤ ꯈꯨꯠꯂꯥꯏꯁꯤꯡꯅꯥ ꯅꯍꯥꯛꯄꯨ ꯑꯣꯔꯒꯅꯥꯏꯖ ꯇꯧꯗꯨꯅꯥ ꯑꯃꯁꯨꯡ ꯂꯝꯕꯤꯗꯥ ꯊꯝꯕꯗꯥ ꯃꯇꯦꯡ ꯄꯥꯡꯒꯅꯤ꯫ ꯏꯚꯥꯂꯨꯑꯦꯠ ꯇꯧꯕꯥ ꯑꯃꯁꯨꯡ ꯐꯒꯠꯍꯟꯕꯥ: ꯅꯍꯥꯛꯀꯤ ꯃꯇꯝ ꯂꯦꯞꯄꯒꯤ ꯊꯧꯑꯣꯡꯁꯤꯡ ꯆꯥꯡ ꯅꯥꯏꯅꯥ ꯌꯦꯡꯁꯤꯟꯕꯥ, ꯑꯍꯣꯡꯕꯥ ꯄꯨꯔꯛꯀꯗꯕꯥ ꯃꯐꯝꯁꯤꯡ ꯈꯪꯗꯣꯛꯄꯥ ꯑꯃꯁꯨꯡ ꯃꯗꯨꯒꯤ ꯃꯇꯨꯡ ꯏꯟꯅꯥ ꯑꯍꯣꯡꯕꯥ ꯄꯨꯔꯛꯀꯅꯤ꯫ ꯏꯁꯇ꯭ꯔꯥꯇꯦꯖꯤꯁꯤꯡ ꯑꯁꯤ ꯏꯝꯄ꯭ꯂꯤꯃꯦꯟ ꯇꯧꯕꯅꯥ ꯅꯍꯥꯛꯀꯤ ꯃꯇꯝ ꯑꯗꯨ ꯈ꯭ꯋꯥꯏꯗꯒꯤ ꯍꯦꯟꯅꯥ ꯁꯤꯖꯤꯟꯅꯕꯥ ꯌꯥꯏ, ꯅꯍꯥꯛꯀꯤ ꯄꯥꯟꯗꯝꯁꯤꯡ ꯑꯗꯨ ꯐꯪꯕꯥ ꯉꯝꯒꯅꯤ ꯑꯃꯁꯨꯡ ꯏꯁꯇ꯭ꯔꯦꯁ ꯍꯟꯊꯍꯟꯕꯥ ꯉꯝꯒꯅꯤ꯫ ꯅꯍꯥꯛꯀꯤ ꯑꯦꯅꯔꯖꯤ ꯍꯦꯟꯒꯠꯍꯟꯕꯗꯥ ꯃꯇꯦꯡ ꯄꯥꯡꯕꯥ ꯌꯥꯕꯥ ꯆꯤꯟꯖꯥꯛ ꯑꯍꯨꯝ ꯈꯪꯗꯣꯛꯎ꯫ ꯕꯦꯅꯥꯁ: ꯕꯦꯅꯥꯁ ꯑꯁꯤ ꯀꯥꯔꯕꯣꯟ, ꯄꯣꯇꯥꯁꯤꯌꯝ ꯑꯃꯁꯨꯡ ꯚꯤꯇꯥꯃꯤꯟ ꯑꯐꯕꯥ ꯁꯣꯔꯁ ꯑꯃꯅꯤ, ꯃꯈꯣꯏ ꯑꯍꯨ ꯄꯨꯝꯅꯃꯛ ꯑꯁꯤꯅꯥ ꯃꯔꯨꯑꯣꯏꯅꯥ ꯋꯥꯛꯑꯥꯎꯇꯀꯤ ꯃꯃꯥꯡꯗꯥ ꯑꯦꯅꯔꯖꯤꯒꯤ ꯆꯥꯡ ꯍꯦꯟꯒꯠꯍꯟꯕꯗꯥ ꯃꯇꯦꯡ ꯄꯥꯡꯏ꯫ ꯉꯥ ꯑꯁꯤ ꯑꯋꯥꯡꯕꯥ ꯊꯥꯛꯀꯤ ꯄ꯭ꯔꯣꯇꯤꯟ, ꯍꯛꯆꯥꯡ ꯐꯅꯥ ꯂꯩꯅꯕꯥ ꯐꯦꯠꯁꯤꯡ ꯑꯃꯁꯨꯡ ꯇꯉꯥꯏꯐꯗꯕꯥ ꯚꯤꯇꯥꯃꯤꯟꯁꯤꯡ ꯑꯃꯁꯨꯡ ꯃꯤꯅꯔꯦꯜꯁꯤꯡ, ꯈꯨꯗꯝ ꯑꯣꯏꯅꯥ ꯕꯤ ꯚꯤꯇꯥꯃꯤꯟꯁꯤꯡꯒꯥ ꯂꯣꯏꯅꯅꯥ ꯄꯦꯛ ꯇꯧꯏ, ꯃꯗꯨꯅꯥ ꯆꯤꯟꯖꯥꯛ ꯑꯁꯤ ꯑꯦꯅꯔꯖꯤꯗꯥ ꯑꯣꯟꯊꯣꯛꯄꯗꯥ ꯃꯇꯦꯡ ꯄꯥꯡꯏ꯫ ꯑꯌꯨꯛꯀꯤ ꯆꯥꯛꯂꯦꯟꯒꯤꯗꯃꯛ ꯉꯥ ꯆꯥꯕꯅꯥ ꯅꯨꯃꯤꯠ ꯈꯨꯗꯤꯡꯒꯤ ꯂꯦꯡꯗꯅꯥ ꯂꯩꯕꯥ ꯉꯝꯕꯥ ꯑꯦꯅꯔꯖꯤꯒꯤ ꯂꯦꯡꯗꯕꯥ ꯁꯣꯔꯁ ꯑꯃꯥ ꯄꯤꯕꯥ ꯉꯝꯃꯤ꯫ ꯅꯠ: ꯑꯦꯜꯃꯟꯗ, ꯋꯥꯜꯅꯠ ꯑꯃꯁꯨꯡ ꯀꯥꯖꯨꯒꯨꯝꯕꯥ ꯅꯠꯁ ꯑꯁꯤ ꯊꯝꯃꯣꯏꯗꯥ ꯍꯛꯆꯥꯡ ꯐꯅꯥ ꯂꯩꯅꯕꯥ ꯐꯦꯠ, ꯐꯥꯏꯕꯔ ꯑꯃꯁꯨꯡ ꯄ꯭ꯔꯣꯇꯤꯟꯒꯤ ꯑꯆꯧꯕꯥ ꯁꯣꯔꯁ ꯑꯃꯅꯤ꯫ ꯃꯈꯣꯏꯗꯥ ꯃꯦꯛꯅꯦꯁꯤꯌꯝꯒꯨꯝꯕꯥ ꯃꯆꯤꯟꯖꯥꯛꯁꯤꯡꯁꯨ ꯌꯥꯝꯅꯥ ꯌꯥꯎꯏ, ꯃꯁꯤꯅꯥ ꯆꯤꯟꯖꯥꯛ ꯑꯁꯤ ꯏꯅꯔꯖꯤꯗꯥ ꯑꯣꯟꯊꯣꯛꯄꯒꯤ ꯊꯧꯑꯣꯡꯗꯥ ꯃꯔꯨ ꯑꯣꯏ꯫ ꯅꯠ ꯈꯔꯈꯛꯇꯗꯥ ꯁ꯭ꯅꯦꯛ ꯇꯧꯕꯅꯥ ꯅꯍꯥꯛꯄꯨ ꯃꯇꯝ ꯁꯥꯡꯅꯥ ꯃꯄꯨꯡ ꯐꯥꯅꯥ ꯊꯝꯕꯒꯥ ꯂꯣꯏꯅꯅꯥ ꯊꯨꯅꯥ ꯑꯦꯅꯔꯖꯤ ꯍꯦꯟꯒꯠꯍꯟꯕꯗꯥ ꯃꯇꯦꯡ ꯄꯥꯡꯏ꯫